ꯑꯣꯛꯇꯣꯕꯔ ꯃꯥꯔꯆ ꯏꯪ ꯂꯤꯁꯤꯡ ꯑꯅꯤ ꯀꯨꯟ ꯇꯔꯥꯃꯥꯄꯜꯒꯤ ꯑꯣꯛꯇꯣꯕꯔ ꯀꯨꯟꯃꯊꯣꯏꯗ ꯂꯤꯁꯤꯄ꯭ꯔꯤꯌꯥꯅ ꯃꯍꯥꯛꯀꯤ ꯁꯧꯒꯠꯄ ꯂꯤꯁꯤꯡ ꯀꯌꯥꯒ ꯂꯣꯏꯅꯅ ꯅ꯭ꯌꯨ ꯗꯤꯜꯂꯤ ꯏꯟꯗꯤꯌꯥ ꯒꯦꯠ ꯐꯥꯎꯕ ꯑꯣꯛꯇꯣꯕꯔ ꯃꯥꯔꯆ ꯍꯧꯈꯤ꯫ ꯈꯣꯡꯆꯠ ꯑꯁꯤ ꯑꯣꯛꯇꯣꯕꯔ ꯀꯨꯟꯃꯊꯣꯏꯗꯒꯤ ꯀꯨꯟꯇꯔꯦꯠ ꯐꯥꯎꯕ ꯇꯣꯉꯥꯟ ꯇꯣꯉꯥꯟꯕ ꯃꯐꯝꯁꯤꯡꯗ ꯑꯏꯪ ꯑꯁꯥꯒꯤ ꯐꯤꯚꯝ ꯍꯣꯡꯂꯛꯄꯒꯤ ꯃꯇꯥꯡꯗ ꯊꯨꯅ ꯊꯕꯛ ꯇꯧꯅꯕ ꯍꯥꯏꯖꯅꯕ ꯑꯃꯁꯨꯡ ꯚꯥꯔꯠꯇ ꯑꯏꯪ ꯑꯁꯥꯒ ꯃꯔꯤ ꯂꯩꯅꯕ ꯑꯥꯏꯟ ꯑꯃ ꯁꯦꯝꯅꯕ ꯄꯥꯡꯊꯣꯛꯈꯤ꯫ ꯀꯟꯐꯦꯔꯦꯟꯁ ꯑꯣꯐ ꯄꯥꯔꯇꯤꯁ ꯀꯨꯟꯃꯉꯥ ꯏꯪ ꯂꯤꯁꯤꯡ ꯑꯅꯤ ꯀꯨꯟ ꯇꯔꯥꯃꯥꯄꯜꯒꯤ ꯗꯤꯁꯦꯝꯕꯔ ꯇꯔꯥꯅꯤꯊꯣꯏꯗ ꯁ꯭ꯄꯦꯟꯒꯤ ꯃꯦꯗ꯭ꯔꯤꯗꯇ ꯄꯥꯡꯊꯣꯛꯈꯤꯕ ꯌꯨꯅꯥꯏꯇꯦꯗ ꯅꯦꯁꯟꯁ ꯀ꯭ꯂꯥꯏꯃꯦꯠ ꯆꯦꯟꯖ ꯀꯟꯐꯔꯦꯟꯁ (ꯀꯟꯐꯦꯔꯦꯟꯁ ꯑꯣꯐ ꯄꯥꯔꯇꯤꯁ ꯀꯨꯟꯃꯉꯥ) ꯗꯥ ꯌꯨꯅꯥꯏꯇꯦꯗ ꯅꯦꯁꯟ ꯒꯤ ꯁꯦꯀ꯭ꯔꯦꯇꯔꯤ ꯖꯦꯅꯔꯦꯜ ꯑꯦꯟꯇꯣꯅꯤꯑꯣ ꯒꯨꯇꯦꯔꯦꯁ ꯂꯣꯏꯅꯅ ꯂꯤꯁꯤꯄ꯭ꯔꯤꯌꯥ ꯀꯡꯒꯨꯖꯥꯝ ꯂꯤꯁꯤꯄ꯭ꯔꯤꯌꯥꯅ ꯏꯪ ꯂꯤꯁꯤꯡ ꯑꯅꯤ ꯀꯨꯟ ꯇꯔꯥꯃꯥꯄꯜꯒꯤ ꯌꯨꯅꯥꯏꯇꯦꯗ ꯅꯦꯁꯟꯒꯤ ꯀ꯭ꯂꯥꯏꯃꯦꯠ ꯆꯦꯟꯖ ꯀꯟꯐꯔꯦꯟꯁꯇꯥ ꯋꯥ ꯍꯥꯏꯈꯤ ꯃꯁꯤ ꯀꯟꯐꯦꯔꯦꯟꯁ ꯑꯣꯐ ꯄꯥꯔꯇꯤꯁ ꯀꯨꯟ ꯃꯉꯥ ꯍꯥꯏꯅꯁꯨ ꯈꯪꯅꯩ, ꯃꯁꯤꯅ ꯃꯥꯂꯦꯝꯒꯤ ꯂꯨꯆꯤꯡꯕꯁꯤꯡꯗ ꯍꯧꯖꯤꯛ ꯑꯏꯪ ꯑꯁꯥꯒꯤ ꯐꯤꯚꯝ ꯍꯣꯡꯂꯛꯄꯒꯤ ꯃꯇꯥꯡꯗ ꯊꯕꯛ ꯇꯧꯅꯕ ꯍꯥꯏꯖꯈꯤ꯫ ꯃꯁꯤ (ꯌꯨꯅꯥꯏꯇꯦꯗ ꯅꯦꯁꯟꯁ ꯐ꯭ꯔꯦꯝꯋꯥꯔ꯭ꯛ ꯀꯟꯚꯦꯟꯁꯟ ꯑꯣꯟ ꯀ꯭ꯂꯥꯏꯃꯦꯠ ꯆꯦꯟꯖ) ꯒꯤ ꯃꯈꯥꯗ ꯁ꯭ꯄꯦꯟꯒꯤ ꯁꯔꯀꯥꯔꯒꯤ ꯂꯣꯖꯤꯁ꯭ꯇꯤꯀꯦꯜ ꯃꯇꯦꯡꯒ ꯂꯣꯏꯅꯅ ꯆꯤꯂꯤꯒꯤ ꯂꯩꯉꯥꯛꯅ ꯄꯥꯡꯊꯣꯛꯈꯤꯕ ꯁ꯭ꯄꯦꯟ ꯃꯦꯗ꯭ꯔꯤꯗꯇ ꯗꯤꯁꯦꯝꯕꯔ ꯑꯅꯤꯗꯒꯤ ꯇꯔꯥꯍꯨꯝꯗꯣꯏ ꯐꯥꯎꯕ ꯄꯥꯡꯊꯣꯛꯈꯤ꯫ ꯂꯤꯁꯤꯄ꯭ꯔꯤꯌꯥꯅ ꯀꯟꯐꯔꯦꯟꯁ ꯑꯣꯐ ꯄꯥꯔꯇꯤꯁ ꯀꯨꯟꯃꯉꯥ ꯒꯤ ꯃꯇꯝꯗ ꯌꯨꯅꯥꯏꯇꯦꯗ ꯅꯦꯁꯟꯁ ꯒꯤ ꯁꯦꯀ꯭ꯔꯦꯇꯔꯤ-ꯖꯦꯅꯔꯦꯜ ꯑꯦꯟꯇꯣꯅꯤꯑꯣ ꯒꯨꯇꯦꯔꯦꯁ ꯎꯅꯈꯤ ꯑꯃꯁꯨꯡ ꯃꯥꯂꯦꯝꯒꯤ ꯑꯉꯥꯡꯁꯤꯡꯒꯤ ꯃꯥꯏꯀꯩꯗꯒꯤ ꯃꯃꯥꯟ ꯑꯃ ꯄꯤꯈꯤ꯫ ꯃꯃꯥꯟ ꯑꯗꯨꯗ ꯃꯍꯥꯛꯅ ꯃꯥꯂꯦꯝꯒꯤ ꯑꯉꯥꯡ ꯄꯨꯝꯅꯃꯛꯀꯤꯗꯃꯛ ꯍꯦꯟꯅ ꯐꯕ ꯃꯐꯝ ꯑꯃ ꯁꯦꯝꯒꯠꯄ ꯄꯥꯝꯃꯤ ꯍꯥꯏꯅ ꯍꯥꯏꯈꯤ꯫ ꯃꯍꯥꯛꯄꯨ ꯒꯨꯇꯦꯔꯦꯁꯅ ꯊꯥꯒꯠꯈꯤ꯫ ꯊꯧꯔꯝ ꯑꯁꯤꯒꯤ ꯃꯅꯨꯡꯗ ꯒ꯭ꯔꯦꯇꯥ ꯊꯟꯕꯔ꯭ꯒ ꯑꯃꯁꯨꯡ ꯑꯇꯣꯞꯄ ꯃꯥꯂꯦꯝꯒꯤ ꯂꯨꯆꯤꯡꯕ ꯀꯌꯥꯅ ꯁꯔꯨꯛ ꯌꯥꯈꯤ꯫ ꯃꯥꯂꯦꯝꯒꯤ ꯁꯦꯟꯃꯤꯠꯂꯣꯟ ꯃꯤꯐꯝ ꯏꯪ ꯂꯤꯁꯤꯡ ꯑꯅꯤ ꯀꯨꯟ ꯗꯥ ꯂꯤꯁꯤꯄ꯭ꯔꯤꯌꯥꯅ ꯃꯥꯂꯦꯝ ꯁꯦꯟꯃꯤꯠꯂꯣꯟ ꯃꯤꯐꯝ ꯁꯔꯨꯛ ꯌꯥꯔꯤꯕꯁꯤꯡꯗ ꯑꯦꯛꯇꯤꯕꯁ ꯒ꯭ꯔꯦꯇꯥ ꯊꯟꯕꯔꯒ, ꯂꯨꯏꯁ ꯅ꯭ꯌꯨꯕꯥꯎꯌꯔ, ꯏꯖꯥꯕꯦꯜ ꯑꯦꯛꯁꯜꯁꯟ, ꯑꯃꯁꯨꯡ ꯂꯣꯀꯤꯅꯥ ꯇꯤꯜꯒ ꯂꯣꯏꯅꯅꯥ ꯆꯤꯊꯤ ꯑꯃꯥ ꯐꯣꯡꯈꯤ, ꯃꯗꯨꯗ ꯀꯝꯄꯅꯤꯁꯤꯡ, ꯕꯦꯡꯛꯁꯤꯡ ꯑꯃꯁꯨꯡ ꯁꯔꯀꯥꯔꯁꯤꯡꯗ ꯐꯣꯁꯤꯜ ꯐ꯭ꯌꯨꯜꯁꯤꯡꯗ ꯁꯕꯁꯤꯗꯤ ꯄꯤꯕ ꯊꯨꯅ ꯊꯤꯡꯅꯕ ꯀꯧꯈꯤ꯫ ꯗꯤ ꯒꯥꯔꯗꯤꯌꯟ ꯄꯤꯈꯤꯕ ꯋꯥꯈꯜꯂꯣꯟ ꯑꯃꯗ ꯃꯈꯣꯏꯅ ꯍꯥꯏꯈꯤ ꯑꯩꯈꯣꯏꯅ ꯍꯥꯏꯔꯤꯕ ꯊꯕꯛꯁꯤꯡ ꯑꯁꯤ ꯅꯠꯇ꯭ꯔꯒ ꯐꯥꯎꯕꯗ ꯇꯧꯕ ꯄꯥꯝꯗꯦ ꯍꯧꯖꯤꯛ ꯇꯧꯕꯒꯨꯝꯅ ꯍꯧꯖꯤꯛꯁꯨ ꯇꯧꯕ ꯄꯥꯝꯃꯤ꯫ ꯑꯩꯈꯣꯏꯅ ꯃꯥꯂꯦꯝꯒꯤ ꯂꯨꯆꯤꯡꯕꯁꯤꯡꯗ ꯑꯋꯥꯕ ꯑꯁꯤꯒꯤ ꯈ꯭ꯋꯥꯏꯗꯒꯤ ꯃꯔꯨ ꯑꯣꯏꯕ ꯐꯣꯁꯤꯜ ꯐ꯭ꯌꯨꯜ ꯁꯦꯜ-ꯊꯨꯝꯒꯤ ꯐꯤꯕꯝꯗ ꯁꯦꯜ ꯊꯥꯗꯕ ꯊꯤꯡꯅꯕ ꯍꯥꯏꯔꯤ꯫ ꯃꯗꯨꯒꯤ ꯃꯍꯨꯠꯇ, ꯃꯈꯣꯏꯅ ꯃꯈꯣꯏꯒꯤ ꯁꯦꯟꯐꯝ ꯑꯗꯨ ꯍꯧꯖꯤꯛ ꯂꯩꯔꯤꯕ ꯂꯦꯞꯄ ꯂꯩꯇꯅ ꯍꯤꯡꯕ ꯉꯝꯕ ꯇꯦꯛꯅꯣꯂꯣꯖꯤꯁꯤꯡ, ꯊꯤꯖꯤꯟ-ꯍꯨꯝꯖꯤꯟꯕꯒꯤ ꯊꯕꯛꯁꯤꯡ ꯑꯃꯁꯨꯡ ꯃꯍꯧꯁꯥꯒꯤ ꯐꯤꯕꯝ ꯐꯒꯠꯍꯟꯕꯗ ꯊꯥꯗꯒꯗꯕꯅꯤ꯫ ꯃꯇꯝ ꯈꯔꯒꯤ ꯑꯣꯏꯕ ꯀꯥꯟꯅꯕꯁꯤꯅ ꯄꯨꯟꯁꯤꯒꯤ ꯃꯇꯝ ꯀꯨꯏꯅ ꯍꯤꯡꯕ ꯉꯝꯗꯅꯕ ꯑꯣꯏꯍꯟꯔꯣꯏꯗꯕꯅꯤ꯫